ꯇꯣꯉꯥꯟ ꯇꯣꯉꯥꯟꯕ ꯃꯃꯤꯡꯁꯤꯡ ꯑꯔꯤꯕ ꯆꯠꯅꯕꯤ ꯀꯌꯥꯗ ꯂꯥꯏꯔꯦꯝꯕꯤ ꯑꯁꯤ ꯃꯍꯥꯛꯀꯤ ꯃꯃꯥ ꯗꯦꯃꯤꯇꯔꯒ ꯂꯣꯏꯅꯅ ꯄꯥꯝꯕꯤ ꯁꯤꯡꯕꯤ ꯑꯃꯁꯨꯡ ꯍꯋꯥꯏ ꯆꯦꯡꯋꯥꯏꯒ ꯃꯔꯤ ꯂꯩꯅꯩ꯫ ꯃꯁꯤꯒꯤ ꯃꯤꯠꯌꯦꯡ ꯑꯁꯤꯗ ꯃꯍꯥꯛꯄꯨ ꯑꯌꯥꯝꯕꯅ ꯀꯣꯔꯦ ꯍꯥꯏꯅ ꯈꯪꯅꯩ ꯃꯁꯤꯅ ꯃꯆꯥꯅꯨꯄꯤ ꯑꯃꯁꯨꯡ ꯅꯨꯄꯤ ꯑꯅꯤꯃꯛ ꯇꯥꯛꯏ꯫ ꯒ꯭ꯔꯤꯛꯀꯤ ꯊꯥꯏꯅꯒꯤ ꯋꯥꯔꯤꯗ ꯂꯥꯏꯔꯦꯝꯕꯤ ꯑꯁꯤ ꯍꯦꯗꯤꯁꯀꯤ ꯂꯣꯏꯅꯕꯤ ꯑꯣꯏꯅ ꯑꯟꯗꯔꯋ꯭ꯥꯔꯜꯗꯀꯤ ꯃꯍꯥꯔꯥꯅꯤ ꯑꯃꯁꯨꯡ ꯃꯍꯥꯛꯀꯤ ꯑꯇꯣꯞꯄ ꯃꯃꯤꯡ ꯄꯔꯁꯦꯐꯣꯟ ꯀꯧꯋꯤ꯫ ꯃꯁꯤꯒꯤ ꯊꯧꯑꯣꯡ ꯑꯁꯤꯗ ꯃꯍꯥꯛꯄꯨ ꯇꯨꯡꯒꯤ ꯄꯨꯟꯁꯤꯗ ꯉꯥꯛꯁꯦꯟꯕ ꯑꯃ ꯑꯣꯏꯅ ꯎꯈꯤ ꯑꯗꯨꯕꯨ ꯍꯦꯁꯤꯌꯣꯗꯅ ꯃꯍꯥꯛꯀꯤ ꯊꯤꯌꯣ ꯃꯍꯥꯛꯀꯤ ꯊꯤꯌꯣꯒꯣꯅꯤꯗ ꯃꯍꯥꯛꯄꯨ ꯑꯀꯤꯕ ꯄꯔꯁꯦꯐꯣꯟ ꯍꯥꯏꯅ ꯍꯟꯖꯤꯟ ꯍꯟꯖꯤꯟ ꯐꯣꯡꯗꯣꯛꯈꯤ꯫ ꯇꯣꯉꯥꯟ ꯇꯣꯉꯥꯟꯕ ꯑꯇꯣꯞꯄ ꯑꯔꯤꯕ ꯋꯥꯔꯤꯁꯤꯡꯗ ꯄꯔꯁꯦꯐꯣꯟ ꯑꯁꯤ ꯗꯥꯏꯑꯣꯅꯤꯁꯣꯁꯀꯤ ꯃꯃꯥꯅꯤ ꯃꯍꯥꯛꯀꯤ ꯃꯄꯥꯁꯨ ꯑꯣꯏꯔꯤꯕ ꯖꯤꯎꯁꯀ ꯂꯣꯏꯅꯅ ꯁꯦꯃꯦꯜꯅ ꯍꯦꯟꯅ ꯃꯍꯧꯁꯥꯒꯤ ꯑꯣꯏꯕ ꯃꯤꯔꯦꯞ ꯑꯣꯏꯔꯕꯁꯨ ꯑꯃꯁꯨꯡ ꯁꯥꯊꯤꯔꯕ ꯐꯖꯔꯕ ꯑꯦꯗꯣꯅꯤꯁꯀꯤ ꯄꯨꯛꯅꯤꯡ ꯆꯤꯡꯁꯤꯟꯅꯕꯒꯤꯗꯃꯛ ꯑꯦꯐ꯭ꯔꯣꯗꯥꯏꯠꯀ ꯈꯠꯅꯩ ꯃꯈꯣꯏ ꯑꯅꯤꯅ ꯃꯃꯤꯡ ꯂꯩꯔꯕ ꯅꯨꯡꯁꯤꯖꯔꯕ ꯃꯤꯑꯣꯏ ꯑꯗꯨꯕꯨ ꯈꯥꯏꯗꯣꯛꯂꯕ ꯁꯤꯐ꯭ꯠꯁꯤꯡꯗ ꯁꯔꯨꯛ ꯌꯥꯅꯕ ꯋꯥꯔꯦꯞ ꯂꯧꯋꯤ꯫ ꯔꯣꯃꯥꯟꯒꯤ ꯃꯥꯂꯦꯝꯗ ꯂꯥꯏꯔꯦꯝꯕꯤ ꯑꯁꯤ ꯄ꯭ꯔꯣꯁꯔꯄꯤꯅꯥ ꯍꯥꯏꯅ ꯈꯪꯅꯔꯝꯃꯤ꯫ ꯍꯦꯗꯤꯁꯅ ꯄꯔꯁꯦꯐꯣꯟꯕꯨ ꯐꯥꯈꯤꯕ ꯊꯥꯏꯅꯒꯤ ꯋꯥꯔꯤꯒꯤ ꯃꯇꯨꯡ ꯏꯟꯅ ꯑꯟꯗꯔꯋ꯭ꯥꯔꯜꯗꯀꯤ ꯂꯥꯏ ꯍꯦꯗꯤꯁꯅ ꯐꯖꯔꯕ ꯄꯔꯁꯦꯐꯣꯟꯕꯨ ꯅꯨꯃꯤꯠ ꯑꯃꯗ ꯂꯝꯍꯥꯡꯗ ꯂꯩ ꯂꯧꯕ ꯎꯕꯗ ꯅꯨꯡꯁꯤꯈꯤ꯫ ꯃꯗꯨꯒꯤ ꯃꯇꯨꯡꯗ ꯂꯥꯏ ꯑꯗꯨꯅ ꯃꯍꯥꯛꯄꯨ ꯃꯍꯥꯛꯀꯤ ꯔꯊꯇ ꯄꯨꯗꯨꯅ ꯃꯍꯥꯛꯀ ꯂꯣꯏꯅꯅ ꯑꯃꯝꯕ ꯑꯟꯗꯔꯋ꯭ꯥꯔꯜꯗꯇ ꯂꯩꯈꯤ꯫ ꯄꯥꯎꯗꯝ ꯈꯔꯗꯗꯤ ꯖꯤꯎꯁꯅ ꯐꯥꯈꯤꯕ ꯑꯗꯨꯗ ꯃꯍꯥꯛꯀꯤ ꯑꯌꯥꯕ ꯄꯤꯈꯤ ꯋꯥꯌꯦꯜ ꯀꯥꯏꯕ ꯊꯕꯛ ꯑꯗꯨꯒꯤ ꯃꯐꯝ ꯑꯁꯤ ꯆꯠꯅꯕꯤꯒꯤ ꯃꯇꯨꯡ ꯏꯟꯅ ꯁꯤꯁꯤꯂꯤ ꯅꯠꯇ꯭ꯔꯒ ꯑꯦꯁꯤꯌꯥꯗ ꯊꯝꯈꯤ꯫ ꯇꯥꯟꯖ ꯑꯁꯤꯗ ꯗꯦꯃꯤꯇꯔꯅ ꯃꯍꯥꯛꯀꯤ ꯃꯥꯡꯈ꯭ꯔꯕ ꯂꯥꯏꯒꯤ ꯃꯆꯥꯅꯨꯄꯤꯒꯤꯗꯃꯛ ꯃꯥꯂꯦꯝ ꯑꯗꯨ ꯊꯤꯈꯤ ꯑꯃꯁꯨꯡ ꯍꯦꯂꯤꯑꯣꯁꯅ ꯃꯍꯥꯛꯀꯤ ꯃꯆꯥꯅꯨꯄꯤꯒꯤ ꯃꯔꯛ ꯃꯔꯥꯏꯕꯛꯀꯤ ꯃꯇꯥꯡꯗ ꯃꯉꯣꯟꯗ ꯍꯥꯏꯔꯕꯁꯨ ꯃꯍꯥꯛꯅ ꯑꯔꯣꯏꯕꯗ ꯏꯂꯨꯁꯤꯁꯇ ꯌꯧꯗ꯭ꯔꯤꯐꯥꯎꯕ ꯃꯍꯥꯛꯀꯤ ꯈꯣꯡꯆꯠ ꯑꯗꯨ ꯃꯈꯥ ꯆꯠꯊꯈꯤ꯫ ꯃꯐꯝ ꯑꯁꯤꯗ ꯑꯍꯜ ꯑꯣꯏꯔꯕ ꯅꯨꯄꯤ ꯑꯃ ꯑꯣꯏꯅ ꯁꯛꯇꯥꯛꯂꯗꯨꯅ ꯂꯥꯏꯔꯦꯝꯕꯤ ꯑꯗꯨꯅ ꯗꯦꯃꯣꯐꯣꯟ ꯌꯦꯡꯁꯤꯟꯈꯤ ꯃꯁꯤ ꯑꯦꯂꯤꯎꯁꯤꯁꯀꯤ ꯅꯤꯡꯊꯧ ꯀꯦꯂꯤꯑꯣꯁꯀꯤ ꯂꯣꯏꯅꯕꯤ ꯃꯦꯇꯥꯅꯦꯔꯥꯒꯤ ꯑꯃꯠꯇ ꯉꯥꯏꯔꯕ ꯃꯆꯥꯅꯨꯄꯥꯅꯤ꯫ ꯏꯃꯨꯡ ꯑꯗꯨꯗ ꯃꯈꯣꯏꯒꯤ ꯃꯤꯅꯨꯡꯁꯤ ꯂꯩꯕꯒꯤꯗꯃꯛ ꯃꯅꯥ ꯄꯤꯅꯕ ꯗꯦꯃꯤꯇꯔꯅ ꯗꯦꯃꯣꯐꯣꯟꯕꯨ ꯅꯨꯃꯤꯗꯥꯡ ꯈꯨꯗꯤꯡꯒꯤ ꯃꯩ ꯑꯃꯗ ꯊꯝꯗꯨꯅ ꯃꯍꯥꯛꯄꯨ ꯁꯤꯕ ꯉꯝꯗꯕ ꯑꯣꯏꯍꯟꯅꯕ ꯍꯣꯠꯅꯈꯤ꯫ ꯃ ꯗꯨꯝ ꯑꯣꯏꯅꯃꯛ ꯃꯦꯇꯥꯅꯦꯔꯥꯅ ꯃꯁꯤ ꯎꯕ ꯃꯇꯝꯗ ꯃꯍꯥꯛꯅ ꯑꯦꯂꯥꯔ꯭ꯝ ꯑꯃ ꯍꯧꯗꯣꯛꯈꯤ꯫ ꯃꯁꯤꯒꯤ ꯄꯥꯎꯈꯨꯝ ꯑꯣꯏꯅ ꯗꯦꯃꯤꯇꯔꯅ ꯃꯍꯥꯛꯀꯤ ꯑꯁꯦꯡꯕ ꯃꯁꯛ ꯑꯗꯨ ꯐꯣꯡꯗꯣꯛꯈꯤ ꯑꯃꯁꯨꯡ ꯃꯍꯥꯛꯄꯨ ꯏꯀꯥꯏꯈꯨꯝꯅꯕ ꯑꯣꯏꯅ ꯂꯥꯏꯁꯪ ꯑꯃ ꯁꯥꯅꯕ ꯇꯛꯁꯤꯟꯈꯤ꯫ ꯃꯁꯤ ꯃꯃꯤꯡ ꯂꯩꯔꯕ ꯑꯦꯂꯤꯎꯁꯤꯁꯀꯤ ꯁꯦꯡꯆꯨꯑꯔꯤꯒꯤ ꯍꯧꯔꯛꯐꯝ ꯑꯣꯏꯈꯤ꯫ ꯂꯥꯏꯁꯪ ꯑꯗꯨ ꯂꯣꯏꯔꯕ ꯃꯇꯨꯡꯗ ꯗꯦꯃꯤꯇꯔꯅ ꯃꯥꯂꯦꯝꯗꯒꯤ ꯂꯧꯊꯣꯛꯈꯤ ꯑꯃꯁꯨꯡ ꯃꯗꯨꯒꯤ ꯃꯅꯨꯡꯗ ꯂꯩꯈꯤ ꯃꯇꯝ ꯑꯗꯨꯃꯛꯇꯗ ꯃꯍꯥꯛꯅ ꯑꯇꯣꯞꯄ ꯂꯥꯏꯁꯤꯡꯕꯨ ꯍꯦꯗꯤꯁꯇꯒꯤ ꯄꯔꯁꯦꯐꯣꯟꯕꯨ ꯊꯥꯗꯣꯛꯅꯕ ꯌꯥꯍꯟꯅꯕ ꯑꯆꯧꯕ ꯏꯀꯪ ꯑꯃ ꯁꯦꯝꯈꯤ꯫ ꯏꯀꯪ ꯑꯗꯨꯅ ꯍꯦꯟꯅ ꯑꯁꯣꯛ ꯑꯄꯟ ꯅꯪꯈꯤꯕꯁꯤꯡ ꯑꯗꯨ ꯍꯦꯟꯒꯠꯂꯛꯄꯒ ꯂꯣꯏꯅꯅ ꯖꯤꯎꯁꯅ ꯑꯔꯣꯏꯕꯗ ꯍꯦꯔꯤꯌꯁꯄꯨ ꯍꯦꯗꯤꯁꯄꯨ ꯃꯍꯥꯛꯀꯤ ꯐꯖꯅ ꯐꯪꯂꯕ ꯀꯩꯅꯥꯕꯨ ꯊꯥꯗꯣꯛꯅꯕ ꯍꯥꯏꯖꯅꯕ ꯊꯥꯈꯤ꯫ ꯑꯗꯨꯝ ꯑꯣꯏꯅꯃꯛ ꯃꯍꯥꯛꯄꯨ ꯊꯥꯗꯣꯛꯇ꯭ꯔꯤꯉꯩ ꯃꯃꯥꯡꯗ ꯃꯁꯤꯒꯤ ꯂꯥꯏꯒꯤ ꯑꯣꯏꯕ ꯃꯍꯥꯎ ꯑꯗꯨꯅ ꯃꯍꯥꯛꯄꯨ ꯃꯍꯥꯛꯀꯤ ꯃꯅꯥꯛꯇ ꯍꯜꯂꯛꯄ ꯇꯥꯍꯟꯒꯅꯤ ꯍꯥꯏꯕꯗꯨ ꯈꯡꯂꯗꯨꯅ ꯃꯍꯩ ꯍꯩ ꯁꯤꯡꯂꯕ ꯍꯦꯗꯤꯁꯅ ꯅꯨꯄꯤꯃꯆꯥ ꯑꯗꯨꯒꯤ ꯃꯆꯤꯟꯗ ꯗꯥꯂꯤꯝꯒꯤ ꯀꯔꯅꯦꯜ ꯑꯃ ꯊꯝꯈꯤ꯫ ꯊꯥꯏꯅꯒꯤ ꯋꯥꯔꯤ ꯑꯁꯤꯒꯤ ꯑꯇꯣꯞꯄ ꯃꯈꯜꯁꯤꯡꯗ ꯃꯍꯥꯛꯅ ꯐꯥꯖꯤꯟꯗꯨꯅ ꯊꯝꯂꯤꯉꯩ ꯃꯇꯝꯗ ꯑꯟꯗꯔꯋ꯭ꯥꯔꯜꯗꯇ ꯀꯔꯤꯒꯨꯝꯕ ꯑꯃꯠꯇ ꯆꯥꯔꯝꯗ꯭ꯔꯕꯗꯤ ꯄꯔꯁꯦꯐꯣꯟꯕꯨ ꯊꯥꯗꯣꯛꯄ ꯉꯝꯂꯝꯒꯅꯤ ꯑꯗꯨꯕꯨ ꯑꯔꯣꯏꯕ ꯃꯤꯀꯨꯞꯇ ꯍꯦꯗꯤꯁꯅ ꯃꯉꯣꯟꯗ ꯗꯥꯂꯤꯝꯒꯤ ꯃꯔꯨ ꯑꯃ ꯄꯤꯈꯤ꯫ ꯑꯔꯣꯏꯕꯗ ꯌꯥꯅꯕ ꯑꯃ ꯑꯣꯏꯅ ꯄꯔꯁꯦꯐꯣꯟꯕꯨ ꯊꯥꯗꯣꯛꯀꯅꯤ ꯍꯥꯏꯅ ꯋꯥꯔꯦꯞ ꯂꯧꯈꯤ ꯑꯗꯨꯕꯨ ꯃꯍꯥꯛꯅ ꯆꯍꯤ ꯑꯗꯨꯒꯤ ꯁꯔꯨꯛ ꯑꯍꯨꯝ ꯊꯣꯛꯄꯒꯤ ꯑꯃ ꯍꯦꯗꯤꯁꯇ ꯍꯜꯂꯛꯀꯗꯕꯅꯤ ꯍꯥꯏꯅ ꯋꯥꯔꯦꯞ ꯂꯧꯈꯤ꯫ ꯍꯦꯗꯤꯁ ꯄꯔꯁꯦꯐꯣꯟ ꯃꯤꯊꯀꯤ ꯃꯔꯨꯑꯣꯏꯕ ꯗꯦꯃꯤꯇꯔ ꯍꯦꯗꯤꯁ ꯑꯃꯁꯨꯡ ꯄꯔꯁꯦꯐꯣꯟꯒꯤ ꯋꯥꯔꯤ ꯑꯁꯤ ꯍꯣꯡꯂꯛꯂꯤꯕ ꯀꯨꯝꯁꯤꯡ ꯑꯃꯁꯨꯡ ꯄꯨꯟꯁꯤꯗꯒꯤ ꯁꯤꯕꯗ ꯄꯨꯟꯁꯤꯗ ꯑꯃꯨꯛ ꯍꯟꯅ ꯄꯨꯟꯁꯤ ꯍꯣꯡꯂꯛꯄ ꯅꯠꯇ꯭ꯔꯒ ꯑꯇꯣꯞꯄ ꯋꯥꯍꯩꯗ ꯍꯥꯏꯔꯕꯗꯤ ꯀꯥꯂꯦꯟꯗꯒꯤ ꯅꯤꯡꯊꯝ ꯊꯥꯁꯤꯡꯗ ꯑꯍꯣꯡꯕ ꯂꯥꯛꯄ ꯑꯃꯁꯨꯡ ꯂꯧꯎ ꯁꯤꯡꯎꯗ ꯎꯕ ꯐꯪꯕ ꯌꯦꯅꯤꯡꯊꯥꯗ ꯄꯨꯟꯁꯤ ꯍꯜꯂꯛꯄꯒꯤ ꯈꯨꯗꯝ ꯑꯣꯏꯔꯝꯕ ꯌꯥꯏ ꯫